ꯑꯥꯔꯇꯤꯐꯤꯁꯤꯑꯦꯜ ꯏꯟꯇꯦꯂꯤꯖꯦꯟꯁꯀꯤ ꯀꯥꯟꯅꯕꯁꯤꯡꯒꯤ ꯃꯇꯥꯡꯗ ꯑꯄꯤꯛꯄ ꯋꯥꯔꯣꯜ ꯑꯃ ꯁꯦꯝꯃꯨ꯫ ꯅꯨꯃꯤꯗꯥꯡꯋꯥꯏꯔꯝ ꯃꯤꯄꯨꯝ ꯈꯨꯗꯤꯡꯃꯛ, ꯑꯥꯔꯇꯤꯐꯤꯁꯤꯑꯦꯜ ꯏꯟꯇꯤꯂꯤꯖꯦꯟꯁꯅꯥ ꯑꯩꯈꯣꯌꯒꯤ ꯃꯥꯂꯦꯝ ꯑꯁꯤ ꯑꯩꯈꯣꯌꯅ ꯀꯩꯗꯧꯅꯨꯡꯗ ꯈꯜꯂꯝꯗꯕ ꯃꯑꯣꯡꯗ ꯇ꯭ꯔꯥꯟꯁꯐꯣꯔꯝ ꯇꯧꯔꯤ꯫ ꯇꯦꯛꯅꯣꯂꯣꯖꯤ ꯑꯁꯤꯒꯤ ꯀꯥꯟꯅꯕ ꯑꯁꯤ ꯌꯥꯝꯅ ꯆꯥꯎꯏ ꯑꯃꯁꯨꯡ ꯑꯩꯈꯣꯌꯒꯤ ꯄꯨꯟꯁꯤꯕꯨ ꯍꯦꯟꯅ ꯐꯕ ꯃꯑꯣꯡꯗ ꯍꯣꯡꯗꯣꯛꯅꯕꯒꯤ ꯄꯣꯇꯦꯟꯁꯤꯌꯦꯜ ꯂꯩꯔꯤ꯫ ꯑꯩꯍꯥꯛꯄꯨ ꯑꯥꯔꯇꯤꯐꯤꯁꯤꯑꯦꯜ ꯏꯟꯇꯤꯂꯤꯖꯦꯟꯁꯒꯤ ꯀꯥꯟꯅꯕ ꯈꯔ ꯐꯣꯡꯗꯣꯛꯅꯕ ꯑꯌꯥꯕ ꯄꯤꯕꯤꯌꯨ꯫ ꯑꯍꯥꯟꯕꯗ, ꯃꯤꯑꯣꯏ ꯑꯃꯅ ꯄ꯭ꯔꯣꯁꯦꯁ ꯇꯧꯕ ꯉꯝꯗꯕ ꯑꯆꯧꯕ ꯗꯦꯇꯥꯁꯤꯡ ꯑꯦꯅꯥꯂꯥꯏꯖ ꯇꯧꯗꯨꯅ ꯍꯦꯟꯅ ꯐꯕ ꯋꯥꯔꯦꯞ ꯂꯧꯕꯗ ꯑꯥꯔꯇꯤꯐꯤꯁꯤꯑꯦꯜ ꯏꯟꯇꯤꯂꯤꯖꯦꯟꯁꯅꯥ ꯑꯩꯈꯣꯌꯗ ꯃꯇꯦꯡ ꯄꯥꯡꯕ ꯉꯝꯒꯅꯤ꯫ ꯃꯁꯤꯅ ꯇꯥꯛꯄꯗꯤ ꯕꯤꯖꯤꯅꯦꯁꯁꯤꯡꯅ ꯄꯦꯇꯔꯟꯁꯤꯡ ꯈꯪꯗꯣꯛꯄ ꯉꯝꯃꯤ ꯑꯃꯁꯨꯡ ꯐꯜꯁꯤꯡ ꯍꯦꯟꯅ ꯑꯆꯨꯝꯕ ꯃꯑꯣꯡꯗ ꯂꯥꯎꯊꯣꯛꯄ ꯉꯝꯃꯤ, ꯃꯁꯤꯅ ꯍꯦꯟꯅ ꯐꯕ ꯋꯥꯔꯦꯞ ꯂꯧꯕ ꯑꯃꯁꯨꯡ ꯍꯦꯟꯅ ꯐꯕ ꯏꯐꯤꯁꯤꯑꯦꯟꯁꯤ ꯄꯨꯔꯛꯄ ꯉꯝꯃꯤ꯫ ꯑꯅꯤꯁꯨꯕꯗꯥ, ꯑꯥꯔꯇꯤꯐꯤꯁꯤꯑꯦꯜ ꯏꯟꯇꯤꯂꯤꯖꯦꯟꯁꯅꯥ ꯍꯟꯖꯤꯟ ꯍꯟꯖꯤꯟ ꯇꯧꯕ ꯊꯕꯛꯁꯤꯡ ꯑꯣꯇꯣꯃꯦꯠ ꯇꯧꯕ ꯉꯝꯃꯤ, ꯃꯁꯤꯅ ꯑꯩꯈꯣꯏꯒꯤ ꯃꯇꯝ ꯑꯁꯤ ꯍꯦꯟꯅ ꯃꯔꯨꯑꯣꯏꯕ ꯋꯥꯐꯝꯁꯤꯡꯗ ꯃꯤꯠꯌꯦꯡ ꯊꯝꯅꯕ ꯐ꯭ꯔꯤ ꯑꯣꯏꯍꯜꯂꯤ꯫ ꯈꯨꯗꯝ ꯑꯣꯏꯅ, ꯃꯦꯆꯤꯟꯁꯤꯡꯅ ꯃꯤꯑꯣꯏꯕꯗꯒꯤ ꯍꯦꯟꯅ ꯌꯥꯡꯅ ꯗꯦꯇꯥꯒꯤ ꯃꯁꯤꯡ ꯌꯥꯝꯅ ꯄ꯭ꯔꯣꯁꯦꯁ ꯇꯧꯕ ꯑꯃꯁꯨꯡ ꯑꯦꯅꯥꯂꯥꯏꯖ ꯇꯧꯕ ꯉꯝꯃꯤ, ꯃꯁꯤꯅ ꯑꯩꯈꯣꯏꯒꯤ ꯃꯇꯝ ꯑꯁꯤ ꯍꯦꯟꯅ ꯀ꯭ꯔꯤꯌꯦꯇꯤꯕ ꯑꯣꯏꯕ ꯑꯃꯁꯨꯡ ꯁ꯭ꯇꯔꯦꯇꯦꯖꯤꯛ ꯑꯣꯏꯕ ꯊꯕꯛꯁꯤꯡꯗ ꯁꯤꯖꯤꯟꯅꯕ ꯌꯥꯍꯜꯂꯤ꯫ ꯑꯍꯨꯝꯁꯨꯕ, ꯑꯥꯔꯇꯤꯐꯤꯁꯤꯑꯦꯜ ꯏꯟꯇꯤꯂꯤꯖꯦꯟꯁꯅꯥ ꯑꯩꯈꯣꯏꯒꯤ ꯄꯨꯟꯁꯤꯒꯤ ꯃꯒꯨꯟ ꯐꯒꯠꯍꯟꯕ ꯉꯝꯒꯅꯤ꯫ ꯈꯨꯗꯝ ꯑꯣꯏꯅ, ꯑꯥꯔꯇꯤꯐꯤꯁꯤꯑꯦꯜ ꯏꯟꯇꯤꯂꯤꯖꯦꯟꯁꯅꯥ ꯃꯊꯧ ꯇꯧꯕ ꯄꯔꯁꯣꯅꯦꯜ ꯑꯦꯁꯤꯁ꯭ꯇꯦꯟꯇꯁꯤꯡꯅ ꯑꯩꯈꯣꯏꯒꯤ ꯅꯨꯡꯇꯤꯒꯤ ꯄꯨꯟꯁꯤꯕꯨ ꯃꯦꯅꯦꯖ ꯇꯧꯕꯗ ꯃꯇꯦꯡ ꯄꯥꯡꯕ ꯌꯥꯏ, ꯑꯦꯄꯣꯏꯟꯇꯃꯦꯟꯇꯁꯤꯡ ꯅꯤꯡꯁꯤꯡꯍꯟꯕ ꯌꯥꯏ, ꯑꯃꯁꯨꯡ ꯑꯩꯈꯣꯏꯒꯤ ꯏꯟꯇꯔꯦꯁ꯭ꯇ ꯌꯨꯝꯐꯝ ꯑꯣꯏꯕ ꯊꯕꯛ ꯊꯧꯔꯝꯁꯤꯡ ꯐꯥꯑꯣꯕ ꯔꯤꯀꯃꯦꯟꯗ ꯇꯧꯕ ꯌꯥꯏ꯫ ꯑꯥꯔꯇꯤꯐꯤꯁꯤꯑꯦꯜ ꯏꯟꯇꯤꯂꯤꯖꯦꯟꯁꯅꯥ ꯍꯦꯜꯊꯀꯦꯌꯔꯒꯨꯝꯕ ꯂꯝꯁꯤꯡꯗꯁꯨ ꯃꯇꯦꯡ ꯄꯥꯡꯕ ꯉꯝꯒꯅꯤ, ꯃꯐꯝ ꯑꯗꯨꯗ ꯃꯦꯆꯤꯟꯁꯤꯡꯅ ꯃꯦꯗꯤꯀꯦꯜ ꯗꯦꯇꯥ ꯑꯦꯅꯥꯂꯥꯏꯖ ꯇꯧꯗꯨꯅ ꯍꯦꯟꯅ ꯑꯆꯨꯝꯕ ꯗꯥꯏꯒ꯭ꯅꯣꯁꯤꯁ ꯑꯃꯁꯨꯡ ꯍꯦꯟꯅ ꯐꯕ ꯂꯥꯌꯦꯡꯕꯒꯤ ꯑꯣꯄꯁꯟꯁꯤꯡ ꯄꯤꯕ ꯉꯝꯒꯅꯤ꯫ ꯑꯔꯣꯏꯕꯗ, ꯀ꯭ꯂꯥꯏꯃꯦꯠ ꯆꯦꯟꯖ ꯑꯃꯁꯨꯡ ꯐꯨꯗ ꯏꯟꯁꯦꯛꯌꯨꯔꯤꯇꯤꯒꯨꯝꯕ ꯃꯥꯂꯦꯝꯒꯤ ꯈ꯭ꯋꯥꯏꯗꯒꯤ ꯇꯉꯥꯏꯐꯗꯕ ꯁꯃꯁ꯭ꯌ ꯈꯔ ꯀꯣꯛꯍꯟꯕꯗ ꯑꯥꯔꯇꯤꯐꯤꯁꯤꯑꯦꯜ ꯏꯟꯇꯤꯂꯤꯖꯦꯟꯁꯅꯥ ꯑꯩꯈꯣꯌꯗ ꯃꯇꯦꯡ ꯄꯥꯡꯕ ꯉꯝꯒꯅꯤ꯫ ꯑꯥꯔꯇꯤꯐꯤꯁꯤꯑꯦꯜ ꯏꯟꯇꯤꯂꯤꯖꯦꯟꯁꯅꯥ ꯀ꯭ꯂꯥꯏꯃꯦꯠ ꯗꯦꯇꯥ ꯑꯦꯅꯥꯂꯥꯏꯖ ꯇꯧꯗꯨꯅ ꯑꯩꯈꯣꯌꯒꯤ ꯊꯕꯛꯁꯤꯡꯅ ꯑꯀꯣꯌꯕꯒꯤ ꯐꯤꯕꯝꯗ ꯄꯤꯔꯤꯕ ꯁꯥꯐꯨ ꯑꯗꯨ ꯈꯪꯕꯗ ꯃꯇꯦꯡ ꯄꯥꯡꯕ ꯉꯝꯒꯅꯤ, ꯑꯃꯁꯨꯡ ꯍꯦꯟꯅ ꯇꯨꯡ ꯀꯣꯏꯅ ꯆꯠꯀꯗꯕ ꯂꯧꯎ-ꯁꯤꯡꯎꯒꯤ ꯊꯧꯑꯣꯡꯁꯤꯡ ꯁꯦꯝꯒꯠꯄꯗꯁꯨ ꯃꯇꯦꯡ ꯄꯥꯡꯕ ꯉꯝꯒꯅꯤ꯫ ꯈꯪꯖꯤꯟꯒꯗꯕ ꯑꯃꯅ, ꯑꯥꯔꯇꯤꯐꯤꯁꯤꯑꯦꯜ ꯏꯟꯇꯤꯂꯤꯖꯦꯟꯁꯒꯤ ꯀꯥꯟꯅꯕ ꯑꯁꯤ ꯃꯁꯤꯡ ꯌꯥꯝꯅ ꯂꯩ ꯑꯃꯁꯨꯡ ꯌꯥꯝꯅ ꯂꯥꯞꯅ ꯂꯩ꯫ ꯇꯦꯛꯅꯣꯂꯣꯖꯤ ꯑꯁꯤꯅ ꯑꯩꯈꯣꯌꯒꯤ ꯄꯨꯟꯁꯤ ꯑꯃꯁꯨꯡ ꯊꯕꯛ ꯇꯧꯕꯒꯤ ꯃꯑꯣꯡ ꯃꯇꯧꯗ ꯑꯍꯣꯡꯕ ꯄꯨꯔꯛꯅꯕꯒꯤ ꯄꯣꯇꯦꯟꯁꯤꯌꯦꯜ ꯂꯩꯔꯤ, ꯑꯃꯁꯨꯡ ꯃꯤꯑꯣꯏꯕ ꯖꯥꯇꯤꯅ ꯃꯥꯌꯣꯛꯅꯔꯤꯕ ꯈ꯭ꯋꯥꯏꯗꯒꯤ ꯆꯥꯎꯕ ꯁꯤꯡꯅꯕ ꯈꯔ ꯀꯣꯜꯍꯟꯕꯗ ꯃꯇꯦꯡ ꯄꯥꯡꯂꯤ꯫ ꯊꯥꯒꯠꯆꯔꯤ ꯆꯠꯅꯕ ꯌꯥꯕ ꯌꯨ